ꯗꯤ. ꯑꯃꯁꯨꯡ ꯗꯤ. ꯚꯤ. ꯗꯤ. ꯁꯤꯡꯗ ꯑꯩꯈꯣꯏꯒꯤ ꯃꯃꯤ ꯀꯨꯝꯍꯩꯁꯤꯡ ꯂꯥꯏꯅ ꯐꯪꯕ ꯑꯁꯤꯅꯤ ꯫ ꯑꯩꯒꯤ ꯃꯔꯨꯞ ꯈꯔꯅ ꯐꯥꯎꯕ ꯍꯥꯏ ꯃꯗꯨꯗꯤ ꯃꯈꯣꯏꯅ ꯑꯩꯒꯤ ꯃꯃꯤ ꯀꯨꯝꯍꯩꯁꯤꯡ ꯊꯤꯌꯦꯇꯔ ꯅꯠꯇ꯭ꯔꯒ ꯍꯣꯜꯁꯤꯡꯗ ꯅꯠꯇꯦ ꯑꯗꯨꯕꯨ ꯌꯨꯝꯗ ꯁꯦꯟ ꯂꯧꯔꯕ ꯅꯠꯇ꯭ꯔꯒ ꯀꯣꯄꯤ ꯑꯃ ꯂꯩꯔꯕ ꯃꯇꯨꯡꯗ ꯌꯦꯡꯕ ꯐꯪꯏ꯫ ꯀꯃꯂꯥꯅ ꯃꯃꯤ ꯀꯨꯝꯍꯩꯒꯤ ꯂꯝꯖꯤꯡ-ꯂꯝꯇꯥꯛꯄ ꯑꯌꯥꯝꯕꯗꯤ ꯐꯖꯩ ꯑꯃꯁꯨꯡ ꯃꯈꯣꯏ ꯑꯌꯥꯝꯕꯒ ꯃꯍꯥꯛꯀ ꯊꯕꯛ ꯇꯧꯕꯒꯤ ꯃꯔꯤ ꯐꯖꯅ ꯂꯩ ꯍꯥꯏꯅ ꯎꯕ ꯐꯪꯏ꯫ ꯑꯗꯨꯝ ꯑꯣꯏꯅꯃꯛ ꯃꯍꯥꯛꯅ ꯔꯣꯃꯤ ꯃꯩꯇꯩꯒꯤ ꯊꯕꯛ ꯑꯁꯤ ꯄꯨꯛꯅꯤꯡ ꯆꯤꯡꯁꯤꯟꯅꯤꯡꯉꯥꯏ ꯑꯣꯏ꯫ ꯃꯃꯤ ꯀꯨꯝꯍꯩ ꯅꯝꯕ ꯈꯔꯅ ꯃꯍꯥꯛꯄꯨ ꯐꯥꯒꯤꯒꯤ ꯁꯛꯇꯝ ꯑꯃꯗ ꯂꯝꯖꯤꯡ-ꯂꯝꯇꯥꯛꯄꯗ ꯑꯋꯥꯕ ꯃꯥꯜꯂꯤ ꯑꯃꯁꯨꯡ ꯃꯍꯥꯛꯅ ꯐꯥꯒꯤ-ꯖꯨꯒꯥꯏ ꯑꯁꯤ ꯃꯍꯥꯛꯀꯤ ꯄꯥꯡꯒꯜ ꯅꯠꯇꯦ ꯍꯥꯏꯅ ꯌꯥꯖꯩ꯫ ꯃꯍꯥꯛꯅ ꯃꯍꯥꯛꯀꯤ ꯅꯨꯄꯥ ꯃꯃꯤꯔꯣꯏ ꯄꯨꯝꯅꯃꯛꯄꯨ ꯄꯥꯝꯃꯤ ꯑꯃꯁꯨꯡ ꯃꯍꯥꯛꯅ ꯃꯈꯣꯏꯒ ꯋꯥꯔꯤ ꯁꯥꯅꯈꯤꯕ ꯈꯨꯗꯤꯡꯃꯛꯇꯒꯤ ꯃꯍꯥꯛꯅ ꯇꯝꯒꯗꯕ ꯋꯥꯐꯝ ꯀꯌꯥ ꯑꯃ ꯂꯩ ꯍꯥꯏꯅ ꯐꯥꯎꯏ꯫ ꯁꯛꯇꯝ ꯂꯥꯡꯕꯒꯤ ꯃꯊꯛꯇ ꯀꯃꯂꯥꯅ ꯃꯃꯤ ꯀꯨꯝꯍꯩꯁꯤꯡ, ꯇꯤ. ꯚꯤ. ꯒꯤ ꯊꯧꯔꯝꯁꯤꯡ ꯑꯃꯁꯨꯡ ꯊꯣꯡ-ꯊꯥꯛꯄꯒꯤ ꯊꯧꯔꯝꯁꯤꯡ ꯌꯦꯡꯕ ꯄꯥꯝꯃꯤ꯫ ꯑꯗꯨꯕꯨ ꯃꯍꯥꯛꯀꯤ ꯈ꯭ꯋꯥꯏꯗꯒꯤ ꯆꯥꯎꯕ ꯃꯪꯂꯥꯟꯗꯤ ꯑꯊꯨꯕ ꯃꯇꯝꯗ ꯃꯅꯤꯄꯨꯔꯗ ꯑꯦꯛꯇꯤꯡ ꯁ꯭ꯀꯨꯜ ꯅꯠꯇ꯭ꯔꯒ ꯑꯦꯀꯥꯗꯦꯃꯤ ꯑꯃ ꯍꯥꯡꯗꯣꯛꯄꯅꯤ꯫ ꯃꯍꯥꯛꯅ ꯍꯥꯏꯔꯤ, "ꯌꯣꯛꯈꯠꯄ ꯃꯊꯧ ꯇꯥꯕ ꯅꯍꯥ ꯑꯣꯏꯔꯤꯕ ꯍꯩꯊꯣꯏ-ꯁꯤꯡꯊꯣꯏꯔꯕ ꯀꯌꯥ ꯑꯃ ꯂꯩ ꯍꯥꯏꯕꯁꯤ ꯑꯩꯍꯥꯛꯅ ꯈꯪꯂꯛꯂꯦ꯫ ꯃꯈꯣꯏꯅ ꯑꯩꯈꯣꯏꯒꯤ ꯃꯇꯦꯡ ꯃꯊꯧ ꯇꯥꯏ꯫ ꯃꯁꯤꯒꯤ ꯍꯩꯊꯣꯏ-ꯁꯤꯡꯊꯣꯏꯕꯁꯤꯡ ꯑꯁꯤꯅ ꯑꯦꯛꯇꯤꯡꯒꯤ ꯀꯂꯥ ꯈꯛꯇ ꯅꯠꯇꯅ ꯃꯃꯤ ꯀꯨꯝꯍꯩ ꯁꯦꯝꯕꯒ ꯃꯔꯤ ꯂꯩꯅꯕ ꯄꯨꯝꯅꯃꯛ ꯇꯝꯕ ꯌꯥꯕ ꯑꯦꯛꯇꯤꯡ ꯁ꯭ꯀꯨꯜ ꯑꯃ ꯍꯥꯡꯗꯣꯛꯅꯕ ꯑꯩꯒꯤ ꯊꯧꯔꯥꯡ ꯑꯃ ꯂꯩꯔꯤ"꯫ ꯁꯤꯟꯅꯥꯏꯕ ꯑꯃ ꯑꯣꯏꯕꯅ ꯀꯃꯂꯥꯅ ꯃꯁꯥꯕꯨ ꯈꯨꯟꯅꯥꯏꯒꯤ ꯊꯧꯗꯥꯡꯁꯤꯡꯗꯒꯤ ꯅꯤꯡꯇꯝꯕ ꯐꯪꯕ ꯉꯝꯗꯦ ꯍꯥꯏꯅ ꯍꯥꯏ꯫ ꯃꯍꯥꯛ ꯃꯔꯨ ꯑꯣꯏꯅ ꯃꯅꯤꯄꯨꯔꯗ ꯍꯦꯟꯒꯠꯂꯛꯂꯤꯕ ꯈꯨꯟꯅꯥꯏꯒꯤ ꯇꯪꯗꯨ ꯂꯩꯇꯥꯗꯕ, ꯍꯤꯡꯁꯥ ꯑꯃꯁꯨꯡ ꯔꯥꯖꯅꯤꯇꯤꯒꯤ ꯐꯤꯚꯝꯒ ꯃꯔꯤ ꯂꯩꯅꯩ꯫ ꯃꯅꯤꯄꯨꯔꯗ ꯇꯪꯗꯨ ꯂꯩꯇꯥꯗꯕ ꯔꯥꯖꯅꯤꯇꯤꯒꯤ ꯐꯤꯚꯝ ꯑꯁꯤꯅ ꯃꯔꯝ ꯑꯣꯏꯗꯨꯅ ꯃꯤꯑꯣꯏ ꯀꯌꯥ ꯑꯃꯅ ꯃꯔꯝ ꯑꯃꯠꯇ ꯂꯩꯇꯅ ꯑꯣꯠ-ꯅꯩꯕꯒꯤ ꯄꯣꯠꯂꯨꯝ ꯃꯥꯌꯣꯛꯅꯕꯒꯤ ꯋꯥꯐꯝ ꯑꯗꯨꯗ ꯃꯍꯥꯛꯀꯤ ꯅꯨꯡꯉꯥꯏꯇꯕ ꯐꯥꯎꯏ꯫ ꯃꯗꯨꯒꯤ ꯃꯇꯥꯡꯗ ꯃꯍꯥꯛꯅ ꯊꯦꯡꯅꯈꯤꯕ ꯃꯇꯩ-ꯃꯅꯥꯎ ꯑꯃ ꯂꯩ꯫ "ꯔꯥꯖ꯭ꯌ ꯑꯁꯤꯗ ꯂꯣ ꯑꯦꯟꯗ ꯑꯣꯔꯗꯔ ꯍꯥꯏꯅ ꯀꯧꯕꯁꯤꯡ, ꯃꯔꯨꯑꯣꯏꯅ ꯑꯥꯔꯝ ꯐꯣꯔꯁ ꯈꯔꯅ ꯔꯥꯖ꯭ꯌ ꯑꯁꯤꯗ ꯁꯤꯟꯅꯥꯏꯕꯁꯤꯡꯒꯤ ꯃꯇꯥꯡꯗ ꯆꯤꯡꯅꯕ ꯌꯥꯝꯅ ꯅꯦꯝꯃꯤ꯫ ꯃꯤꯑꯣꯏꯁꯤꯡ ꯑꯁꯤꯅ ꯑꯩꯈꯣꯏꯒꯤ ꯃꯃꯤ ꯀꯨꯝꯍꯩꯒꯤ ꯀꯥꯡꯕꯨꯒꯤ ꯃꯤꯑꯣꯏꯁꯤꯡꯕꯨ ꯏꯀꯥꯏ ꯈꯨꯝꯅꯕ ꯎꯠꯄ ꯉꯝꯗꯕ ꯊꯧꯗꯣꯛ ꯑꯃ ꯂꯩꯈꯤ ꯑꯃꯁꯨꯡ ꯃꯈꯣꯏꯅ ꯒꯥꯔꯤ ꯊꯧꯔꯤꯕꯁꯤꯡ ꯌꯥꯎꯅ ꯌꯨꯅꯤꯠꯀꯤ ꯃꯤꯍꯨꯠꯁꯤꯡ ꯈꯛꯇꯗ ꯑꯣꯠ-ꯅꯩꯕ ꯇꯧꯈꯤ"꯫ ꯃꯁꯤ ꯃꯍꯥꯛꯀꯤ ꯑꯃꯠꯇ ꯉꯥꯏꯔꯕ ꯋꯥꯈꯜ ꯅꯠꯇꯦ꯫ "ꯈꯨꯗꯣꯡꯆꯥꯗꯕ ꯀꯌꯥ ꯂꯩꯔꯕꯁꯨ, ꯑꯩꯈꯣꯏꯒꯤ ꯈꯨꯟꯅꯥꯏꯗ ꯍꯤꯡꯁꯥ, ꯗ꯭ꯔꯒ ꯑꯃꯁꯨꯡ ꯅꯤꯁꯥ ꯁꯤꯖꯤꯟꯅꯕꯒꯤ ꯈꯨꯗꯣꯡꯊꯤꯕ ꯑꯗꯨꯗ ꯁꯣꯛꯍꯜꯂꯕ ꯅꯍꯥ ꯀꯌꯥ ꯑꯃ ꯂꯩꯔꯤ꯫ ꯍꯥꯏꯔꯤꯕ ꯃꯤꯑꯣꯏꯁꯤꯡ ꯑꯁꯤ ꯃꯇꯤꯛ ꯆꯥꯅ ꯌꯦꯡꯁꯤꯟꯕ ꯑꯃꯁꯨꯡ ꯂꯝꯖꯤꯡ-ꯂꯝꯇꯥꯛꯄ ꯃꯊꯧ ꯇꯥꯏ꯫ ꯑꯩꯈꯣꯏꯅ ꯃꯈꯣꯏꯒꯤ ꯈꯨꯗꯣꯡꯆꯥꯗꯕꯁꯤꯡ ꯑꯗꯨ ꯈꯪꯅꯕ ꯍꯣꯠꯅꯒꯗꯕꯅꯤ ꯑꯃꯁꯨꯡ ꯊꯕꯛ ꯐꯪꯗꯕ, ꯂꯅꯥꯏꯒꯤ ꯑꯣꯏꯕ ꯅꯨꯡꯉꯥꯏꯇꯕ ꯅꯠꯇ꯭ꯔꯒ ꯑꯇꯣꯞꯄ ꯃꯔꯝ ꯑꯃꯍꯦꯛꯇ ꯑꯣꯏꯔꯕꯁꯨ ꯇꯣꯉꯥꯟ-ꯇꯣꯉꯥꯟꯕ ꯃꯔꯝꯁꯤꯡ ꯑꯗꯨ ꯌꯦꯡꯁꯤꯟꯅꯕ ꯍꯣꯠꯅꯒꯗꯕꯅꯤ"꯫ ꯃꯍꯥꯛꯀꯤ ꯃꯁꯥꯒꯤ ꯇꯨꯡꯒꯤ ꯐꯤꯕꯝꯒꯤ ꯃꯊꯛꯇ, ꯀꯃꯂꯥꯅꯁꯨ ꯃꯅꯤꯄꯨꯔꯗ ꯁꯥꯟꯇꯤ ꯑꯃꯁꯨꯡ ꯅꯨꯡꯉꯥꯏ-ꯌꯥꯏꯐꯕ ꯎꯕ ꯄꯥꯝꯃꯤ꯫ ꯁꯤꯁꯨ ꯌꯦꯡꯉꯨ ꯃꯌꯥ ꯆꯧꯙꯨꯔꯤ ꯅꯪꯅ ꯅꯣꯛꯄ ꯌꯦꯡꯅꯤꯡꯉꯤ ꯃꯇꯦꯡ ꯂꯧꯔꯛꯐꯝ ꯀꯪꯂꯩꯄꯥꯛꯀꯤ ꯁꯛꯇꯝ ꯂꯥꯡꯕ ꯁꯤꯟꯂꯣꯢꯁꯤꯡ ꯑꯃꯅꯤ꯫